ꯃꯈꯥꯗ ꯄꯤꯔꯤꯕ ꯋꯥꯍꯩ ꯑꯍꯨꯝ ꯑꯁꯤꯒꯤ ꯃꯔꯛꯇ ꯂꯩꯔꯤꯕ ꯃꯔꯤꯁꯤꯡ ꯑꯁꯤ ꯊꯤꯕꯤꯌꯨ: ꯃꯍꯤꯛ, ꯁꯟ-ꯏꯔꯣꯏ ꯑꯃꯁꯨꯡ ꯍꯨꯏ꯫ ꯕꯐꯦꯂꯣ, ꯁꯥ ꯑꯃꯁꯨꯡ ꯍꯨꯏ ꯍꯥꯏꯕ ꯋꯥꯍꯩ ꯑꯁꯤꯒꯤ ꯃꯔꯛꯇ ꯂꯩꯔꯤꯕ ꯃꯔꯤ ꯑꯁꯤ ꯑꯍꯨꯝ ꯑꯁꯤ ꯑꯥꯔꯇꯤꯑꯣꯗꯥꯛꯇꯤꯂꯥ ꯑꯣꯔꯗꯔꯒꯤ ꯃꯅꯨꯡ ꯆꯟꯕ ꯑꯆꯧꯕ ꯍꯥꯔꯕꯤꯕꯣꯔꯁ ꯃꯦꯃꯦꯜꯁꯤꯡꯅꯤ, ꯃꯁꯤꯅ ꯇꯥꯛꯄꯗꯤ ꯃꯈꯣꯏꯗ ꯏꯚꯦꯟꯇ-ꯇꯣꯏꯗ ꯎꯡꯒꯨꯂꯦꯠ ꯗꯥꯏꯖꯦꯁ꯭ꯇꯤꯕ ꯁꯤꯁ꯭ꯇꯦꯝ ꯑꯃꯥ ꯂꯩ꯫ ꯑꯍꯨꯝ ꯑꯁꯤꯒꯤ ꯃꯔꯛꯇ ꯂꯩꯔꯤꯕ ꯑꯇꯣꯞꯄ ꯃꯔꯤ ꯑꯃꯗꯤ ꯄꯨꯋꯥꯔꯤ ꯑꯣꯏꯅ ꯃꯈꯣꯏ ꯑꯁꯤ ꯌꯨꯝꯗ ꯌꯣꯛꯄ ꯑꯃꯁꯨꯡ ꯃꯤꯑꯣꯏꯕꯅ ꯇꯣꯉꯥꯟ ꯇꯣꯉꯥꯟꯕ ꯂꯧꯎ-ꯁꯤꯡꯎ, ꯆꯠꯊꯣꯛ-ꯆꯠꯁꯤꯟ ꯑꯃꯁꯨꯡ ꯂꯧꯎ-ꯁꯤꯡꯎꯒꯤ ꯊꯕꯛ ꯊꯧꯔꯝꯁꯤꯡꯗ ꯁꯤꯖꯤꯟꯅꯔꯛꯄꯅꯤ꯫ ꯕꯐꯦꯂꯣ ꯑꯃꯁꯨꯡ ꯁꯥ ꯑꯅꯤꯃꯛ ꯕꯥꯏꯑꯣꯂꯣꯖꯤꯀꯦꯜ ꯁꯕꯐꯦꯃꯤꯂꯤ ꯕꯣꯚꯤꯅꯦꯒꯤ ꯁꯔꯨꯛ ꯑꯃꯅꯤ, ꯑꯗꯨꯒ ꯍꯨꯏꯁꯤꯡ ꯑꯁꯤ ꯏꯀꯨꯏꯗꯦ ꯐꯦꯃꯤꯂꯤꯒꯤ ꯃꯅꯨꯡ ꯆꯜꯂꯤ꯫ ꯁꯥ ꯑꯍꯨꯝ ꯑꯁꯤꯅ ꯃꯤꯑꯣꯏꯕ ꯈꯨꯟꯅꯥꯏꯗ ꯃꯔꯨꯑꯣꯏꯕ ꯊꯧꯗꯥꯡ ꯂꯧꯔꯤ ꯑꯃꯁꯨꯡ ꯍꯧꯖꯤꯛ ꯐꯥꯎꯕ ꯃꯥꯂꯦꯝ ꯁꯤꯟꯕ ꯊꯨꯡꯅ ꯂꯧꯎ-ꯁꯤꯡꯎ, ꯁꯪꯒꯣꯝ ꯑꯃꯁꯨꯡ ꯃꯅꯥ-ꯃꯁꯤꯡ ꯄꯨꯊꯣꯛꯄ, ꯊꯕꯛ ꯇꯧꯕ, ꯑꯃꯁꯨꯡ ꯆꯠꯊꯣꯛ-ꯆꯠꯁꯤꯟ ꯇꯧꯕꯗ ꯁꯤꯖꯤꯟꯅꯔꯤ꯫ ꯂꯨꯍꯣꯡꯕꯒꯤ ꯑꯃꯒꯤꯗꯃꯛ ꯁ꯭ꯄꯤꯆ ꯇꯦꯝꯄ꯭ꯂꯦꯠ ꯑꯃ ꯁꯦꯝꯃꯨ꯫ ꯃꯤꯄꯨꯝ ꯈꯨꯗꯤꯡꯃꯛ ꯌꯥꯏꯐ-ꯄꯥꯎꯖꯦꯜ ꯄꯤꯖꯔꯤ! ꯑꯗꯣꯝ ꯄꯨꯝꯅꯃꯛꯀꯤ ꯃꯃꯥꯡꯗ, ꯃꯔꯨꯑꯣꯏꯕ ꯊꯧꯔꯝ ꯑꯁꯤꯗ ꯃꯐꯝ ꯑꯁꯤꯗ ꯂꯦꯞꯄ ꯑꯁꯤ ꯑꯁꯨꯛ ꯌꯥꯝꯅ ꯏꯀꯥꯏ ꯈꯨꯝꯅꯕ ꯑꯃꯅꯤ꯫ ꯉꯁꯤ ꯑꯩꯈꯣꯏꯅ ꯃꯐꯝ ꯑꯁꯤꯗ ꯅꯨꯡꯁꯤꯖꯔꯕ ꯕ꯭ꯔꯥꯏꯗ ꯑꯃꯁꯨꯡ ꯒ꯭ꯔꯨꯝ ꯒꯤ ꯅꯨꯡꯁꯤꯕ ꯑꯃꯁꯨꯡ ꯀꯃꯤꯠꯃꯦꯟꯇ ꯑꯗꯨ ꯅꯤꯡꯁꯤꯡꯅꯕ ꯄꯨꯟꯁꯤꯜꯂꯤ꯫ ꯑꯍꯥꯟꯕꯗ, ꯑꯩꯅ ꯅꯧꯅ ꯂꯨꯍꯣꯡꯂꯕ ꯃꯤꯑꯣꯏꯁꯤꯡꯗ ꯅꯨꯡꯉꯥꯏꯕ ꯐꯣꯡꯗꯣꯛꯆꯔꯤ! ꯑꯈꯟꯅꯕ ꯅꯨꯃꯤꯠ ꯑꯁꯤꯗ ꯅꯈꯣꯏ ꯑꯅꯤꯅ ꯃꯐꯝ ꯑꯁꯤꯗ ꯂꯦꯞꯂꯤꯕ, ꯑꯁꯨꯛ ꯌꯥꯝꯅ ꯅꯨꯡꯁꯤꯅ ꯑꯃꯁꯨꯡ ꯑꯁꯨꯛ ꯌꯥꯝꯅ ꯍꯔꯥꯎꯕ ꯄꯣꯛꯆꯕ ꯎꯕꯗ ꯑꯩꯒꯤ ꯃꯤꯠꯌꯦꯡꯗ ꯃꯤꯠꯀꯨꯞ ꯑꯃ ꯂꯥꯛꯏ꯫ ꯅꯈꯣꯏ ꯑꯅꯤꯒꯤ ꯃꯔꯛꯇ ꯂꯩꯔꯤꯕ ꯃꯔꯤ ꯑꯁꯤ ꯊꯨꯒꯥꯏꯕ ꯉꯝꯗꯕ ꯑꯃꯅꯤ ꯍꯥꯏꯕꯁꯤ ꯃꯌꯦꯛ ꯁꯦꯡꯏ, ꯑꯃꯁꯨꯡ ꯅꯈꯣꯏꯒꯤ ꯅꯨꯡꯁꯤꯕ ꯑꯁꯤ ꯑꯆꯨꯝꯕ ꯏꯟꯁꯄꯤꯔꯦꯁꯟ ꯑꯃꯅꯤ꯫ ꯑꯩꯅ ꯅꯈꯣꯏ ꯑꯅꯤꯕꯨ ꯌꯦꯡꯂꯨꯔꯒꯗꯤ ꯅꯨꯡꯁꯤꯕꯒꯤ ꯁꯛꯇꯤ ꯑꯗꯨ ꯅꯤꯡꯁꯤꯡꯂꯛꯏ꯫ ꯅꯨꯡꯁꯤꯕꯅ ꯅꯈꯣꯏ ꯑꯅꯤꯕꯨ ꯄꯨꯟꯁꯤꯜꯂꯛꯈꯤꯕꯅꯤ, ꯑꯃꯁꯨꯡ ꯑꯐꯕ ꯃꯇꯝ ꯄꯨꯝꯅꯃꯛꯇ, ꯑꯃꯁꯨꯡ ꯑꯔꯨꯕ ꯃꯇꯝ ꯄꯨꯝꯅꯃꯛꯇ ꯅꯈꯣꯏꯕꯨ ꯄꯨꯗꯨꯅ ꯆꯠꯀꯗꯕ ꯅꯨꯡꯁꯤꯕꯅꯤ꯫ ꯄꯨꯟꯁꯤꯒꯤ ꯑꯋꯥꯡꯕ ꯑꯃꯁꯨꯡ ꯑꯋꯥꯠꯄ ꯀꯌꯥꯗ ꯅꯍꯥꯛꯄꯨ ꯎꯕ ꯐꯪꯒꯗꯕ ꯅꯨꯡꯁꯤꯕ ꯑꯗꯨꯅꯤ, ꯑꯃꯁꯨꯡ ꯅꯍꯥꯛꯀꯤ ꯊꯝꯃꯣꯏꯕꯨ ꯃꯇꯝ ꯆꯨꯞꯄꯗ ꯊꯝꯖꯤꯟꯒꯗꯕ ꯅꯨꯡꯁꯤꯕꯅꯤ꯫ ꯅꯈꯣꯏꯒꯤ ꯃꯥꯡꯗ ꯂꯩꯔꯤꯕ ꯈꯣꯡꯆꯠ ꯑꯁꯤ ꯑꯦꯗꯚꯦꯟꯆꯔ ꯀꯌꯥꯅ ꯊꯜꯂꯕ ꯑꯣꯏꯒꯅꯤ, ꯑꯃꯁꯨꯡ ꯅꯈꯣꯏꯅ ꯑꯃꯅ ꯑꯃꯕꯨ ꯅꯨꯡꯁꯤꯕ ꯑꯃꯁꯨꯡ ꯏꯀꯥꯏꯈꯨꯝꯅꯕ ꯑꯁꯤ ꯃꯈꯥ ꯇꯥꯅ ꯍꯦꯟꯒꯠꯂꯛꯀꯅꯤ ꯍꯥꯏꯕꯁꯤ ꯑꯩꯅ ꯈꯪꯏ꯫ ꯃꯇꯝ ꯄꯨꯝꯅꯃꯛꯇ ꯅꯤꯡꯁꯤꯡꯕꯤꯌꯨ ꯄꯨꯟꯁꯤꯗ ꯈ꯭ꯋꯥꯏꯗꯒꯤ ꯃꯔꯨ ꯑꯣꯏꯕ ꯋꯥꯐꯝꯁꯤꯡꯗꯤ ꯑꯩꯈꯣꯏꯅ ꯑꯇꯣꯞꯄꯒ ꯂꯣꯏꯅꯅ ꯁꯦꯝꯕ ꯀꯅꯦꯛꯁꯟꯁꯤꯡ, ꯑꯃꯁꯨꯡ ꯑꯩꯈꯣꯏꯅ ꯈ꯭ꯕꯥꯏꯗꯒꯤ ꯍꯦꯟꯅꯥꯡ ꯋꯥꯈꯜ ꯇꯥꯔꯤꯕ ꯃꯤꯑꯣꯏꯁꯤꯡꯒ ꯂꯣꯏꯅꯅ ꯑꯩꯈꯣꯏꯅ ꯁꯦꯌꯔ ꯇꯧꯔꯤꯕ ꯅꯨꯡꯁꯤꯕ ꯑꯗꯨꯅꯤ꯫ ꯑꯗꯨꯅ, ꯃꯈꯥ ꯇꯥꯅ ꯋꯥꯐꯝ ꯑꯃꯠꯇ ꯌꯥꯎꯗꯅ ꯑꯩꯈꯣꯏ ꯄꯨꯝꯅꯃꯛꯅ ꯕ꯭ꯔꯥꯏꯗ ꯑꯃꯁꯨꯡ ꯒ꯭ꯔꯨꯝ ꯗ ꯒ꯭ꯂꯥꯁ ꯑꯃ ꯊꯥꯡꯒꯠꯂꯁꯤ꯫ ꯃꯐꯝ ꯑꯁꯤꯗ ꯄꯨꯟꯁꯤ ꯆꯨꯞꯄ ꯅꯨꯡꯁꯤꯕ, ꯅꯨꯡꯉꯥꯏꯕ ꯑꯃꯁꯨꯡ ꯑꯦꯗꯚꯦꯟꯆꯔꯒꯤ ꯋꯥꯐꯝ ꯑꯃ ꯂꯥꯛꯂꯤ꯫